ꯋꯥꯐꯝ ꯑꯅꯤꯒꯤ ꯃꯔꯛꯇ ꯆꯥꯡꯗꯝꯅꯕ ꯑꯃꯥ ꯁꯦꯝꯃꯨ꯫ ꯍꯨꯏ ꯑꯃꯁꯨꯡ ꯍꯧꯗꯣꯡꯁꯤꯡ꯫ ꯌꯨꯝꯁꯥ ꯑꯃꯁꯨꯡ ꯌꯦꯔꯨꯝ ꯑꯁꯤ ꯃꯥꯂꯦꯝꯗ ꯈ꯭ꯋꯥꯏꯗꯒꯤ ꯃꯃꯤꯡ ꯆꯠꯄ ꯄꯣꯠꯆꯩ ꯑꯅꯤꯅꯤ꯫ ꯁꯥ ꯑꯅꯤꯃꯛꯅ ꯃꯈꯣꯢꯒꯤ ꯃꯄꯨꯁꯤꯡꯗ ꯃꯔꯨꯞ-ꯃꯄꯥꯡ ꯑꯣꯏꯕꯥ ꯅꯨꯡꯁꯤꯕꯥ ꯑꯃꯁꯨꯡ ꯅꯨꯡꯁꯤꯕꯥ ꯄꯤ ꯑꯗꯨꯕꯨ ꯃꯈꯣꯢꯒꯤ ꯃꯔꯛꯇ ꯌꯥꯝꯅ ꯈꯦꯠꯅꯕ ꯑꯃꯁꯨ ꯂꯩ꯫ ꯈ꯭ꯋꯥꯏꯗꯒꯤ ꯆꯥꯎꯕ ꯈꯦꯠꯅꯕ ꯑꯃꯗꯤ ꯃꯈꯣꯢꯒꯤ ꯄꯔꯁꯣꯅꯦꯂꯤꯇꯤꯁꯤꯡꯅꯤ: ꯍꯨꯏ ꯃꯍꯧꯁꯥꯅ ꯍꯦꯟꯅ ꯌꯥꯝꯅ ꯍꯩꯁꯤꯡꯕ ꯑꯃꯁꯨꯡ ꯃꯄꯨ ꯃꯁꯛ ꯈꯪꯕ ꯑꯣꯏ ꯑꯗꯨꯒ ꯍꯧꯗꯣꯡꯁꯤꯡꯗꯤ ꯍꯦꯟꯅ ꯃꯅꯤꯡꯇꯝꯕ ꯑꯃꯁꯨꯡ ꯔꯤꯖꯔꯚꯔ ꯑꯣꯏ꯫ ꯃꯍꯧꯁꯥꯅꯥ ꯍꯨꯏꯁꯤꯡꯅ ꯍꯧꯗꯣꯡꯁꯤꯡꯗꯒꯤ ꯍꯦꯟꯅ ꯑꯦꯛꯁꯔꯁꯥꯏꯖ ꯑꯃꯁꯨꯡ ꯇ꯭ꯔꯦꯅꯤꯡ ꯍꯦꯟꯅ ꯃꯊꯧ ꯇꯥꯏ ꯑꯃꯁꯨꯡ ꯑꯌꯥꯝꯕ ꯃꯇꯝꯗ ꯃꯈꯣꯢꯒꯤ ꯃꯄꯨꯁꯤꯡꯗ ꯍꯦꯟꯅꯥ ꯊꯥꯖꯕ ꯑꯃꯁꯨꯡ ꯉꯥꯛꯄꯤꯕ ꯉꯝꯃꯤ꯫ ꯃꯥꯢꯀꯩ ꯑꯃꯔꯣꯝꯗ ꯍꯧꯗꯣꯡꯁꯤꯡ ꯑꯁꯤ ꯃꯍꯧꯁꯥꯅ ꯍꯦꯟꯅꯥ ꯂꯣ-ꯃꯦꯟꯇꯤꯅꯦꯟꯁ ꯑꯣꯏ ꯑꯃꯁꯨꯡ ꯌꯨꯝꯒꯤ ꯃꯅꯨꯡꯗ ꯂꯩꯕ ꯑꯃꯁꯨꯡ ꯌꯨꯝꯒꯤ ꯑꯀꯣꯢꯕꯗ ꯂꯦꯡꯗꯅ ꯂꯩꯕꯗ ꯅꯨꯡꯉꯥꯏꯕꯥ ꯐꯥꯎꯕ ꯌꯥꯏ꯫ ꯑꯇꯣꯞꯄꯥ ꯈꯦꯠꯅꯕ ꯑꯃꯗꯤ ꯃꯈꯣꯢꯒꯤ ꯄꯥꯎ ꯐꯥꯎꯗꯣꯛ-ꯐꯥꯎꯖꯤꯟ ꯇꯧꯕꯒꯤ ꯃꯑꯣꯡ-ꯃꯇꯧ ꯑꯁꯤꯅꯤ: ꯍꯨꯏ ꯋꯥꯔꯤ-ꯋꯥꯇꯥꯏ ꯁꯥꯕ ꯈꯣꯡ-ꯈꯨꯠꯂꯥꯏ ꯑꯃꯁꯨꯡ ꯍꯛꯆꯥꯡꯒꯤ ꯂꯣꯜ ꯁꯤꯖꯤꯟꯅꯩ ꯑꯗꯨꯒ ꯍꯧꯗꯣꯡꯁꯤꯡꯅ ꯃꯤꯎ ꯑꯃꯁꯨꯡ ꯍꯛꯆꯥꯡꯒꯤ ꯂꯣꯜ ꯁꯤꯖꯤꯟꯅꯗꯨꯅ ꯄꯥꯎ ꯐꯥꯎꯗꯣꯛꯏ꯫ ꯃꯈꯥꯗꯥ ꯄꯤꯔꯤꯕꯥ ꯃꯒꯨꯟ ꯑꯍꯨꯝ ꯑꯁꯤꯗꯥ ꯌꯨꯝꯐꯝ ꯑꯣꯏꯕꯥ ꯐꯤꯖꯤꯀꯦꯜ ꯀꯦꯔꯦꯛꯇꯔ ꯑꯃꯥ ꯁꯦꯝꯃꯨ꯫ ꯇꯦꯂꯦꯟꯇ ꯂꯩꯕꯥ, ꯄꯨꯟꯁꯤꯒꯤ ꯄꯥꯟꯗꯝ ꯑꯃꯁꯨꯡ ꯒꯣꯄꯟ ꯑꯣꯏꯕꯥ꯫ ꯚꯦꯂꯦꯟꯇꯤꯅ ꯑꯁꯤ ꯋꯥꯏꯂꯤꯟ ꯁꯥꯟꯅꯕꯒꯤ ꯊꯥꯖꯕ ꯌꯥꯕ ꯂꯧꯁꯤꯡ ꯂꯩꯕꯥ ꯅꯍ ꯑꯣꯏꯔꯤꯕꯥ ꯅꯨꯄꯤ ꯑꯃꯅꯤ꯫ ꯃꯍꯥꯛꯅ ꯃꯇꯝ ꯄꯨꯝꯅꯃꯛꯇ ꯑꯆꯧꯕꯥ ꯄꯥꯟꯗꯝ ꯊꯝꯂꯤ ꯃꯁꯥꯒꯤꯗꯃꯛ ꯑꯋꯥꯡꯕꯥ ꯊꯥꯛꯀꯤ ꯄꯥꯟꯗꯝꯁꯤꯡ ꯊꯝꯂꯤ ꯑꯃꯁꯨꯡ ꯃꯗꯨ ꯐꯪꯅꯕꯥ ꯂꯦꯞꯄꯥ ꯂꯩꯇꯅꯥ ꯊꯕꯛ ꯇꯧꯔꯤ꯫ ꯑꯗꯨꯕꯨ ꯚꯦꯂꯦꯟꯇꯤꯅꯥꯒꯤ ꯒꯣꯄꯟ ꯑꯣꯏꯕꯥ ꯃꯐꯝ ꯑꯃꯥ ꯂꯩ꯫ ꯃꯍꯥꯛꯀꯤ ꯃꯤ ꯂꯣꯏꯅꯕ ꯍꯩꯕ ꯑꯃꯁꯨꯡ ꯄꯔꯐꯣꯔꯝ ꯇꯧꯕꯥ ꯃꯇꯝꯗ ꯃꯍꯥꯛꯅ ꯐꯣꯡꯗꯣꯛꯄ ꯊꯥꯖꯕ ꯑꯗꯨ ꯂꯩꯔꯕꯁꯨ ꯃꯍꯥꯛꯀꯤ ꯄꯔꯁꯣꯅꯦꯜ ꯂꯥꯏꯐ ꯑꯗꯨ ꯌꯥꯝꯅꯥ ꯀꯨꯞꯅꯥ ꯌꯦꯡꯁꯤꯜꯂꯤ꯫ ꯃꯍꯥꯛꯀꯤ ꯍꯧꯈꯤꯕꯥ ꯃꯇꯝ ꯅꯠꯇ꯭ꯔꯒꯥ ꯃꯍꯥꯛꯀꯤ ꯏꯃꯨꯡ ꯃꯅꯨꯡꯒꯤ ꯃꯔꯝꯗ ꯀꯅꯥꯒꯨꯝꯕ ꯑꯃꯠꯇꯅ ꯌꯥꯝꯅꯥ ꯈꯡꯗꯦ ꯑꯃꯁꯨꯡ ꯃꯍꯥꯛꯀꯤ ꯂꯅꯥꯏꯒꯤ ꯑꯣꯏꯕꯥ ꯋꯥꯈꯜꯂꯣꯟ ꯅꯠꯇ꯭ꯔꯒꯥ ꯐꯤꯚꯝꯒꯤ ꯃꯇꯥꯡꯗ ꯑꯀꯨꯞꯄꯥ ꯃꯔꯣꯜꯁꯤꯡ ꯁꯦꯌꯔ ꯇꯧꯕꯥ ꯊꯦꯡꯅꯗꯦ꯫ ꯚꯦꯂꯦꯟꯇꯤꯅꯥꯒꯤ ꯂꯧꯁꯤꯡ ꯑꯃꯁꯨꯡ ꯄꯨꯟꯁꯤꯒꯤ ꯄꯥꯟꯗꯝꯅ ꯃꯍꯥꯛꯄꯨ ꯃꯥꯢ ꯄꯥꯛꯄ ꯀꯌꯥ ꯄꯨꯔꯛꯈꯤ ꯑꯗꯨꯕꯨ ꯃꯍꯥꯛꯀꯤ ꯒꯣꯄꯟ ꯑꯣꯏꯕ ꯃꯑꯣꯡ ꯑꯁꯤꯅ ꯃꯍꯥꯛꯀꯤ ꯃꯁꯥꯒꯤ ꯃꯤꯁꯇ꯭ꯔꯤꯒꯤ ꯑꯦꯌꯔ ꯑꯃꯥ ꯍꯥꯞꯆꯤꯜꯂꯤ꯫